ꯋꯥꯔꯤ ꯈꯨꯗꯤꯡꯃꯛꯇ ꯍꯤꯔꯣ ꯑꯃꯥ ꯃꯊꯧ ꯇꯥꯏ꯫ ꯍꯤꯔꯣ ꯑꯃꯒꯤꯗꯃꯛ ꯕꯦꯛꯁ꯭ꯇꯣꯔꯤ ꯑꯃꯥ ꯁꯦꯝꯃꯨ꯫ ꯑꯉꯥꯡ ꯑꯣꯏꯔꯤꯉꯩꯗꯥ ꯖꯣꯟꯗꯥ ꯃꯇꯝ ꯄꯨꯝꯅꯃꯛꯇ ꯃꯍꯥꯛꯀꯤ ꯌꯨꯝꯒꯤ ꯃꯇꯨꯡꯗ ꯂꯩꯕꯥ ꯎꯃꯪꯁꯤꯡ ꯌꯦꯡꯁꯤꯟꯕ ꯌꯥꯝꯅ ꯄꯥꯝꯃꯤ꯫ ꯃꯍꯥꯛꯅ ꯄꯨꯡ ꯀꯌꯥ ꯎꯄꯥꯜꯁꯤꯡꯗ ꯆꯠꯇꯨꯅ ꯃꯐꯝ ꯑꯗꯨꯗ ꯐꯪꯂꯤꯕ ꯖꯤꯕꯁꯤꯡꯒ ꯁꯥꯟꯅꯗꯨꯅ ꯂꯩꯔꯝꯃꯤ, ꯃꯇꯝ ꯄꯨꯝꯅꯃꯛꯇ ꯃꯈꯣꯏꯕꯨ ꯃꯤꯅꯨꯡꯁꯤ ꯑꯃꯁꯨꯡ ꯏꯀꯥꯏ ꯈꯨꯝꯅꯅꯥ ꯌꯦꯡꯁꯤꯅꯕꯤꯔꯝꯃꯤ꯫ ꯃꯍꯥꯛꯀꯤ ꯃꯃꯥ-ꯃꯄꯥꯅꯥ ꯑꯌꯥꯝꯕꯅꯥ ꯍꯥꯏꯔꯝꯃꯤ ꯃꯗꯨꯗꯤ ꯃꯍꯥꯛꯀꯤ ꯃꯅꯨꯡꯗꯥ ꯃꯍꯥꯛꯀꯤ ꯃꯤꯠꯌꯦꯡꯗꯒꯤ ꯃꯉꯥꯜ ꯊꯣꯛꯄꯥ ꯑꯐꯕꯥ ꯑꯃꯥ ꯂꯩ꯫ ꯆꯍꯤ ꯇꯔꯥꯃꯉꯥ ꯁꯨꯔꯛꯄꯗ ꯖꯣꯟꯗꯥ ꯃꯃꯥ-ꯃꯄꯥꯅ ꯒꯥꯗꯤꯒꯤ ꯊꯧꯗꯣꯛ ꯑꯃꯗ ꯁꯤꯈꯤꯕꯗꯒꯤ ꯃꯍꯥꯛꯀꯤ ꯃꯃꯥ-ꯃꯄꯥ ꯑꯃꯁꯨꯡ ꯃꯃꯥꯒꯥ ꯁꯍꯔꯗꯥ ꯂꯩꯃꯤꯟꯅꯔꯛꯄꯗꯒꯤ ꯗꯤꯖꯥꯁ꯭ꯇꯔ ꯊꯣꯛꯈꯤ꯫ ꯁꯍꯔꯒꯤ ꯑꯀꯟꯕꯥ ꯑꯃꯁꯨꯡ ꯃꯤꯑꯣꯏꯕꯒꯤ ꯃꯁꯛ ꯅꯥꯏꯕ ꯑꯀꯣꯏꯕꯗ ꯂꯩꯕꯅꯥ ꯖ‌ꯣꯗꯥꯟꯕꯨ ꯑꯍꯣꯡꯕꯥ ꯄꯨꯔꯛꯈꯤ, ꯑꯗꯨꯕꯨ ꯃꯍꯥꯛ ꯑꯉꯥꯡ ꯑꯣꯏꯔꯤꯉꯩꯗꯒꯤ ꯍꯧꯅꯥ ꯃꯍꯥꯛꯀ ꯂꯣꯏꯅꯅꯥ ꯂꯩꯃꯤꯟꯅꯔꯝꯕꯥ ꯑꯐꯕ ꯊꯧꯖꯥꯜꯒꯤ ꯃꯉꯥꯜ ꯑꯗꯨꯗꯤ ꯀꯩꯗꯧꯉꯩꯗꯁꯨ ꯃꯥꯡꯈꯤꯗꯦ꯫ ꯃꯍꯥꯛꯀꯤ ꯑꯀꯣꯏꯕꯗꯥ ꯂꯩꯔꯤꯕꯥ ꯃꯤꯑꯣꯏꯁꯤꯡꯗ ꯁꯣꯛꯍꯜꯂꯤꯕꯥ ꯑꯋꯥ-ꯑꯅꯥ ꯑꯃꯁꯨꯡ ꯑꯔꯥꯟꯕꯥ ꯇꯧꯕꯁꯤꯡ ꯑꯗꯨ ꯃꯍꯥꯛꯅ ꯎꯕꯥ ꯍꯧꯔꯛꯈꯤ ꯑꯃꯁꯨꯡ ꯃꯍꯥꯛꯅꯥ ꯃꯇꯦꯡ ꯄꯥꯡꯅꯕꯥ ꯀꯔꯤꯒꯨꯝꯕꯥ ꯈꯔꯥ ꯇꯧꯒꯗꯕꯅꯤ ꯍꯥꯏꯕ ꯈꯪꯈꯤ꯫ ꯃꯍꯥꯛꯅ ꯃꯍꯥꯛꯀꯤ ꯑꯐꯕꯥ ꯃꯇꯝ ꯑꯗꯨ ꯁ꯭ꯌꯨꯞ ꯀꯤꯆꯦꯟꯁꯤꯡ ꯑꯃꯁꯨꯡ ꯌꯨꯝ ꯂꯩꯇꯕ ꯁꯦꯜꯐꯝꯁꯤꯡꯗꯥ ꯚꯣꯂꯨꯟꯇꯔꯤ ꯑꯣꯏꯅ ꯂꯦꯟꯈꯤ, ꯃꯍꯥꯛꯀꯤ ꯗꯔꯀꯥꯔ ꯑꯣꯏꯕꯥ ꯃꯇꯝꯗ ꯃꯍꯥꯛꯄꯨ ꯂꯧꯁꯤꯟꯈꯤꯕꯥ ꯈꯨꯟꯅꯥꯏ ꯑꯗꯨꯗ ꯑꯃꯨꯛ ꯍꯟꯅꯥ ꯄꯤꯈꯤ꯫ ꯃꯍꯥꯛ ꯆꯍꯤ ꯌꯥꯝꯈꯠꯂꯛꯄꯒꯥ ꯂꯣꯏꯅꯅꯥ ꯖ‌ꯣꯟꯗꯥꯅ ꯃꯍꯥꯛꯀꯤ ꯈꯨꯗꯣꯜ ꯑꯃꯥ ꯂꯩ ꯍꯥꯏꯕ ꯈꯪꯈꯤ ꯃꯤꯁꯤꯡꯒ ꯁꯝꯅꯍꯟꯕ ꯑꯃꯁꯨꯡ ꯃꯈꯣꯏꯒꯤ ꯁꯃꯁ꯭ꯌꯥꯁꯤꯡ ꯃꯥꯏꯊꯤꯕ ꯄꯤꯕꯗ ꯃꯇꯦꯡ ꯄꯥꯡꯕꯒꯤ ꯁꯛꯇꯤ ꯑꯃꯥ꯫ ꯃꯁꯥꯒꯤꯗꯃꯛ ꯂꯥꯟꯊꯦꯡꯅꯕꯥ ꯉꯝꯗꯕꯥ ꯃꯤꯑꯣꯏꯁꯤꯡꯒꯤꯗꯃꯛ ꯃꯍꯥꯛꯀꯤ ꯁꯛꯇꯤ ꯁꯤꯖꯤꯟꯅꯅꯕ ꯋꯥꯔꯦꯞ ꯂꯧꯈꯤ꯫ ꯃꯍꯥꯛ ꯃꯤꯌꯥꯝꯗ ꯍꯤꯔꯣ ꯑꯃꯥ ꯑꯣꯏꯈꯤ, ꯃꯈꯣꯏꯕꯨ ꯂꯥꯟꯅꯥ ꯂꯝꯖꯤꯡꯅꯕꯥ ꯍꯣꯠꯅꯔꯤꯕꯥ ꯃꯤꯑꯣꯏꯁꯤꯡꯒ ꯂꯥꯟꯊꯦꯡꯅꯈꯤ ꯑꯃꯁꯨꯡ ꯖꯁ꯭ꯇꯤꯁ ꯑꯃꯁꯨꯡ ꯏꯀꯋ‌ꯦꯂꯤꯇꯤꯒꯤ ꯃꯔꯝꯁꯤꯡꯗ ꯆꯦꯝꯄꯤꯌꯟ ꯑꯣꯏꯈꯤ꯫ ꯃꯁꯤ ꯄꯨꯝꯅꯃꯛ ꯑꯁꯤꯒꯤ ꯃꯔꯛꯇ ꯖ‌ꯣꯟꯗꯥꯅꯥ ꯑꯉꯥꯡ ꯑꯣꯏꯔꯤꯉꯩꯗꯥ ꯃꯍꯥꯛꯀꯤ ꯃꯐꯝꯗ ꯊꯝꯂꯝꯕ ꯚꯦꯜꯌꯨꯁꯤꯡ ꯑꯗꯨꯗ ꯊꯥꯖꯕꯥ ꯊꯝꯈꯤ ꯃꯤꯅꯨꯡꯁꯤ ꯑꯃꯁꯨꯡ ꯃꯥꯂꯦꯝ ꯑꯁꯤꯕꯨ ꯍꯦꯟꯅꯥ ꯐꯕꯥ ꯃꯐꯝ ꯑꯃꯥ ꯑꯣꯏꯍꯟꯅꯕꯥ ꯑꯀꯟꯕ ꯋꯥꯔꯦꯞ ꯑꯃꯥ꯫ ꯄꯥꯏꯊꯣꯟ ꯄ꯭ꯔꯣꯒ꯭ꯔꯥꯃꯤꯡꯒꯤ ꯃꯇꯥꯡꯗꯥ ꯇꯤꯎꯇꯣꯔꯤꯌꯥꯜ ꯑꯃꯒꯤꯗꯃꯛ ꯑꯥꯎꯠꯂꯥꯏꯟ ꯑꯃꯥ ꯁꯦꯝꯃꯨ꯫ ꯅꯣꯏꯟꯄꯨꯠ ꯇꯧꯕꯥ꯫ ꯄꯥꯏꯊꯣꯟ ꯄ꯭ꯔꯣꯒ꯭ꯔꯥꯃꯤꯡ ꯇꯤꯎꯇꯣꯔꯤꯌꯥꯜ ꯑꯃꯒꯤꯗꯃꯛ ꯑꯥꯎꯠꯂꯥꯏꯟ ꯍꯧꯗꯣꯛꯄꯥ, ꯄꯥꯏꯊꯣꯟ ꯍꯥꯏꯕꯁꯤ ꯀꯔꯤꯅꯣ ꯍꯥꯏꯕꯒꯤ ꯃꯇꯥꯡꯗ ꯃꯌꯦꯛ ꯁꯦꯡꯅꯥ ꯇꯥꯛꯄꯥ, ꯀꯔꯤꯒꯤꯗꯃꯛꯇꯥ ꯄꯥꯏꯊꯣꯟ ꯇꯝꯂꯤꯕꯅꯣ. ꯄꯥꯏꯊꯣꯟ ꯑꯦꯄꯂꯤꯀꯦꯁꯟꯁꯤꯡ꯫ ꯄꯥꯏꯊꯣꯟ ꯏꯟꯁ꯭ꯇꯣꯜ ꯇꯧꯕꯥ ꯇꯣꯉꯥꯟ ꯇꯣꯉꯥꯟꯕ ꯑꯣꯄꯔꯦꯇꯤꯡ ꯁꯤꯁ꯭ꯇꯦꯝꯁꯤꯡꯗ ꯄꯥꯏꯊꯣꯟ ꯑꯁꯤ ꯀꯔꯝꯅ ꯏꯟꯁ꯭ꯇꯣꯜ ꯇꯧꯒꯗꯒꯦ ꯍꯥꯏꯕꯒꯤ ꯃꯇꯥꯡꯗꯥ ꯃꯌꯦꯛ ꯁꯦꯡꯅ ꯇꯥꯛꯄꯥ. ꯑꯦꯟꯚꯥꯏꯔꯅꯃꯦꯟꯇ ꯁꯦꯠ ꯇꯧꯕꯥ, ꯏꯟꯁ꯭ꯇꯣꯂꯦꯁꯟ ꯑꯗꯨ ꯚꯦꯔꯤꯐꯥꯏ ꯇꯧꯕꯥ, ꯄꯥꯏꯊꯣꯟꯒꯤ ꯕꯦꯁꯤꯛꯁꯤꯡ, ꯚꯦꯔꯤꯑꯦꯕꯜꯁꯤꯡ, ꯗꯦꯇꯥ ꯃꯈꯜꯁꯤꯡ, ꯑꯃꯁꯨꯡ ꯗꯦꯇꯥ ꯁ꯭ꯇꯔꯛꯆꯔꯁꯤꯡ, ꯌꯨꯖꯔꯁꯤꯡꯗꯒꯤ ꯏꯟꯄꯨꯠ ꯂꯧꯕꯥ, ꯑꯣꯄꯔꯦꯇꯔꯁꯤꯡ ꯑꯃꯁꯨꯡ ꯑꯦꯛꯁꯄꯔꯦꯁꯟꯁꯤꯡ, ꯀꯟꯇꯔꯣꯜ ꯁ꯭ꯇꯔꯛꯆꯔꯁꯤꯡ ꯀꯔꯤꯒꯨꯝꯕ ꯁ꯭ꯇꯦꯠꯃꯦꯟꯠꯁꯤꯡ ꯑꯣꯏꯔꯕꯗꯤ, ꯂꯨꯞꯁꯤꯡ ꯂꯩꯔꯕꯗꯤ, ꯂꯨꯞꯁꯤꯡꯒꯤꯗꯃꯛꯇ, ꯐꯪꯁꯟꯁꯤꯡ, ꯏꯟꯇꯔꯃꯤꯗꯤꯌꯦꯠ ꯄꯥꯏꯊꯣꯟ꯫